ꯊꯕꯛ ꯃꯐꯝ ꯑꯃ ꯍꯦꯟꯅ ꯏꯐꯤꯁꯤꯌꯦꯟꯇ ꯑꯣꯏꯍꯟꯅꯕ ꯋꯥꯐꯝ ꯃꯉꯥ ꯈꯟꯕꯤꯕ ꯉꯝꯒꯗ꯭ꯔꯥ? ꯁꯣꯏꯗꯕ ꯊꯕꯛ ꯃꯐꯝ ꯑꯃ ꯍꯦꯟꯅ ꯏꯐꯤꯁꯤꯑꯦꯟꯇ ꯑꯣꯏꯍꯟꯅꯕ ꯇꯤꯄꯁ ꯃꯉꯥ ꯃꯈꯥꯗ ꯄꯤꯔꯤ - ꯊꯧꯔꯝꯁꯤꯡꯕꯨ ꯃꯔꯨ ꯑꯣꯏꯅ ꯂꯧꯕ ꯑꯃꯁꯨꯡ ꯑꯣꯔꯒꯥꯅꯥꯏꯖ ꯇꯧꯕ, ꯃꯔꯨ ꯑꯣꯏꯕ ꯋꯥꯐꯝꯁꯤꯡ ꯊꯝꯕ ꯑꯃꯁꯨꯡ ꯊꯕꯛꯁꯤꯡ ꯑꯣꯔꯒꯥꯅꯥꯏꯖ ꯇꯧꯕꯅ ꯃꯤꯠꯌꯦꯡ ꯊꯝꯕꯥ ꯑꯃꯁꯨꯡ ꯋꯥꯈꯜ ꯋꯥꯕ ꯍꯟꯊꯍꯟꯕꯗ ꯃꯇꯦꯡ ꯄꯥꯡꯏ꯫ ꯈꯨꯗꯛꯀꯤ ꯑꯣꯏꯕ ꯑꯃꯁꯨꯡ ꯃꯔꯨꯑꯣꯏꯕ ꯊꯕꯛꯁꯤꯡ ꯑꯗꯨ ꯑꯍꯥꯟꯕꯗ ꯌꯦꯡꯁꯤꯟꯕ ꯉꯝꯅꯕ ꯇꯧꯒꯗꯕ ꯊꯕꯛꯁꯤꯡꯒꯤ ꯂꯤꯁ꯭ꯠ ꯑꯃ ꯁꯦꯝꯃꯨ꯫ ꯃꯤꯅꯤꯃꯝ ꯗꯤꯁꯇ꯭ꯔꯤꯕ꯭ꯌꯨꯁꯟ - ꯗꯤꯁꯇ꯭ꯔꯤꯛꯇꯁꯤꯡꯅ ꯊꯕꯛ ꯃꯐꯝꯒꯤ ꯃꯅꯨꯡꯗ ꯄ꯭ꯔꯗꯛꯇꯤꯕꯤꯇꯤ ꯌꯥꯝꯅ ꯍꯟꯊꯍꯟꯕ ꯌꯥꯏ꯫ ꯏꯝꯄ꯭ꯂꯣꯌꯤꯁꯤꯡꯕꯨ ꯃꯣꯕꯥꯏꯜ ꯗꯤꯚꯥꯏꯁꯁꯤꯡ ꯅꯠꯇꯔꯒ ꯃꯊꯧ ꯇꯥꯗꯕ ꯋꯥꯔꯤ-ꯋꯥꯇꯥꯏꯒꯨꯝꯕ ꯄꯔꯁꯣꯅꯦꯜꯒꯤ ꯑꯣꯏꯕ ꯗꯤꯁꯇ꯭ꯔꯤꯛꯁꯁꯤꯡ ꯍꯟꯊꯍꯟꯅꯕ ꯄꯨꯛꯅꯤꯡ ꯊꯧꯒꯠꯄ, ꯑꯃꯁꯨꯡ ꯃꯄꯥꯟꯒꯤ ꯗꯤꯁꯇ꯭ꯔꯤꯕ꯭ꯌꯨꯁꯟꯁꯤꯡ ꯍꯥꯏꯕꯗꯤ ꯈꯣꯟꯖꯦꯜ ꯅꯠꯇꯔꯒ ꯀ꯭ꯂꯇꯔꯒꯤ ꯃꯁꯤꯡ ꯍꯟꯊꯍꯟꯕ꯫ ꯏꯐꯦꯛꯇꯤꯕ ꯀꯝꯃ꯭ꯌꯨꯅꯤꯀꯦꯁꯟ ꯄꯨꯛꯅꯤꯡ ꯊꯧꯒꯠꯄ - ꯏꯐꯦꯛꯇꯤꯕ ꯀꯝꯃ꯭ꯌꯨꯅꯤꯀꯦꯁꯟ ꯑꯁꯤ ꯏꯐꯤꯁꯤꯌꯦꯟꯇ ꯑꯣꯏꯕ ꯊꯕꯛ ꯃꯐꯝ ꯑꯃꯒꯤ ꯃꯔꯨ ꯑꯣꯏꯕ ꯃꯆꯥꯛ ꯑꯃꯅꯤ꯫ ꯃꯐꯝꯗꯨꯗ ꯀꯝꯃ꯭ꯌꯨꯅꯤꯀꯦꯁꯟꯒꯤ ꯊꯥꯖꯕ ꯌꯥꯕ ꯆꯦꯅꯦꯜꯁꯤꯡ ꯂꯩꯕ ꯑꯃꯁꯨꯡ ꯃꯈꯣꯏꯕꯨ ꯀꯔꯝꯅ ꯁꯤꯖꯤꯟꯅꯒꯗꯒꯦ ꯍꯥꯏꯕꯗꯨ ꯏꯝꯄ꯭ꯂꯣꯌꯤꯁꯤꯡꯅ ꯈꯪꯍꯟꯕ꯫ ꯄ꯭ꯔꯣꯒ꯭ꯔꯦꯁꯀꯤ ꯃꯇꯥꯡꯗ ꯈꯟꯅꯅꯕ ꯆꯥꯡ ꯅꯥꯏꯅ ꯇꯤꯝꯒꯤ ꯃꯤꯐꯝꯁꯤꯡ ꯄꯥꯡꯊꯣꯛꯄ, ꯑꯃꯁꯨꯡ ꯑꯃꯨꯛꯇꯪ ꯑꯃꯁꯨꯡ ꯄꯨꯛꯆꯦꯜ ꯁꯦꯡꯅ ꯋꯥꯈꯜꯂꯣꯟꯁꯤꯡ ꯑꯃꯁꯨꯡ ꯐꯤꯗꯕꯦꯛ ꯄꯤꯊꯣꯛ-ꯄꯤꯁꯤꯟ ꯇꯧꯅꯕ ꯄꯨꯛꯅꯤꯡ ꯊꯧꯒꯠꯄ꯫ ꯀꯣꯂꯥꯕꯣꯔꯦꯁꯟ ꯑꯃꯁꯨꯡ ꯇꯤꯝꯋꯥ꯭ꯔꯛ ꯄ꯭ꯔꯃꯣꯠ ꯇꯧꯕꯥ - ꯀꯣꯂꯥꯕꯣꯔꯦꯇꯤꯕ ꯑꯃꯁꯨꯡ ꯇꯤꯝ-ꯑꯣꯔꯤꯑꯦꯟꯇꯦꯗ ꯑꯦꯟꯚꯥꯏꯔꯟꯃꯦꯟꯇ ꯑꯃꯅ ꯏꯝꯄꯂꯣꯌꯤꯁꯤꯡꯕꯨ ꯍꯦꯟꯅ ꯏꯐꯦꯛꯇꯤꯕ ꯑꯣꯏꯅ ꯄꯨꯟꯅ ꯊꯕꯛ ꯇꯧꯃꯤꯟꯅꯕꯗ ꯃꯇꯦꯡ ꯄꯥꯡꯕ ꯉꯝꯒꯅꯤ꯫ ꯀꯣꯑꯣꯄꯔꯦꯁꯟ ꯑꯃꯁꯨꯡ ꯁꯄꯣꯔꯇꯀꯤ ꯀꯜꯆꯔ ꯑꯃ ꯌꯣꯛꯈꯠꯄ, ꯑꯃꯁꯨꯡ ꯏꯝꯄ꯭ꯂꯣꯌꯤꯁꯤꯡꯗ ꯃꯈꯣꯏꯅ ꯄꯨꯟꯅ ꯊꯕꯛ ꯇꯧꯃꯤꯟꯅꯅꯕ ꯃꯊꯧ ꯇꯥꯕ ꯈꯨꯠꯂꯥꯏꯁꯤꯡ ꯑꯃꯁꯨꯡ ꯔꯤꯁꯣꯔꯁꯁꯤꯡ ꯄꯤꯕ꯫ ꯄ꯭ꯔꯣꯁꯦꯁꯁꯤꯡ ꯆꯥꯡ ꯅꯥꯏꯅ ꯌꯦꯡꯁꯤꯟꯕ ꯑꯃꯁꯨꯡ ꯐꯒꯠꯍꯟꯕ - ꯏꯐꯤꯁꯤꯑꯦꯟꯁꯤ ꯉꯥꯛꯇꯨꯅ ꯊꯝꯅꯕ ꯑꯃꯁꯨꯡ ꯍꯦꯟꯒꯠꯍꯟꯅꯕ, ꯃꯅꯨꯡꯒꯤ ꯑꯣꯏꯕ ꯊꯧꯑꯣꯡꯁꯤꯡ ꯑꯃꯁꯨꯡ ꯊꯧꯑꯣꯡꯁꯤꯡ ꯆꯥꯡ ꯅꯥꯏꯅ ꯌꯦꯡꯁꯤꯟꯕ ꯑꯃꯁꯨꯡ ꯑꯦꯁꯦꯁ ꯇꯧꯕ ꯑꯁꯤ ꯆꯠꯅꯕꯤ ꯑꯃ ꯑꯣꯏꯍꯟꯕꯤꯌꯨ꯫ ꯑꯍꯣꯡꯕ ꯄꯨꯔꯛꯄ ꯌꯥꯕ ꯃꯐꯝꯁꯤꯡ ꯊꯤꯕꯤꯌꯨ, ꯑꯃꯁꯨꯡ ꯋꯥ꯭ꯔꯛꯐ꯭ꯂꯣꯁꯤꯡ ꯁ꯭ꯇꯔꯤꯝꯂꯥꯏꯟ ꯇꯧꯅꯕ ꯑꯃꯁꯨꯡ ꯑꯣꯞꯇꯤꯃꯥꯏꯖ ꯇꯧꯅꯕ ꯑꯦꯛꯇꯤꯕ ꯑꯣꯏꯅ ꯊꯕꯛ ꯇꯧꯕꯤꯌꯨ꯫ ꯃꯁꯤꯅ ꯍꯦꯟꯅ ꯏꯐꯤꯁꯤꯌꯦꯟꯇ ꯑꯣꯏꯕ ꯊꯕꯛ ꯃꯐꯝ ꯑꯃ ꯄꯨꯔꯛꯄꯗ ꯅꯠꯇꯅ ꯏꯝꯄ꯭ꯂꯣꯌꯤꯁꯤꯡꯕꯨ ꯑꯦꯡꯒꯦꯖ ꯇꯧꯕꯗ ꯑꯃꯁꯨꯡ ꯏꯅꯣꯕꯦꯁꯟ ꯄ꯭ꯔꯃꯣꯠ ꯇꯧꯕꯗ ꯃꯇꯦꯡ ꯄꯥꯡꯏ꯫ ꯕꯥꯎꯟꯁꯤꯡ ꯕꯥꯁꯀꯦꯠꯕꯣꯜ ꯑꯃꯒꯤ ꯚꯤꯖꯨꯑꯦꯜ ꯏꯐꯦꯛꯇ ꯑꯗꯨ ꯐꯣꯡꯗꯣꯛꯎ꯫ ꯕꯥꯎꯟꯁꯤꯡ ꯕꯥꯁꯀꯦꯠꯕꯣꯜ ꯑꯃꯒꯤ ꯚꯤꯖꯨꯑꯦꯜ ꯏꯐꯦꯛꯇ ꯑꯁꯤ ꯒꯣꯜꯗ ꯑꯣꯔꯦꯟꯖ ꯕꯣꯜ ꯑꯃ ꯑꯣꯏꯅ ꯎꯕ ꯐꯪꯏ, ꯃꯗꯨ ꯍꯟꯖꯤꯟ ꯍꯟꯖꯤꯟ ꯈꯣꯡꯖꯦꯜ ꯌꯥꯡꯅ ꯃꯊꯛꯇ ꯑꯃꯁꯨꯡ ꯃꯈꯥꯗ ꯆꯠꯂꯤ꯫ ꯃꯁꯤꯒꯤ ꯕꯥꯎꯟꯁꯀꯤ ꯈ꯭ꯋꯥꯏꯗꯒꯤ ꯋꯥꯡꯕ ꯃꯇꯝꯗ, ꯕꯣꯜ ꯑꯗꯨꯅ ꯌꯥꯝꯅ ꯊꯨꯅ ꯒ꯭ꯔꯥꯎꯟꯗꯒꯤ ꯃꯥꯏꯀꯩꯗ ꯈꯣꯡꯖꯦꯜ ꯌꯥꯡꯈꯠꯂꯛꯇꯔꯤꯉꯩꯗ‌ ꯅꯨꯡꯁꯤꯠꯇ ꯊꯨꯅ ꯌꯥꯡꯅ ꯆꯦꯜꯂꯛꯄ ꯎꯕꯥ ꯐꯪꯏ꯫ ꯁꯔꯐꯦꯁꯇ ꯏꯝꯄꯦꯛꯇ ꯇꯧꯔꯛꯄ ꯃꯇꯝꯗ, ꯕꯣꯜ ꯑꯗꯨꯅ ꯀꯝꯄ꯭ꯔꯦꯁꯟ ꯇꯧꯏ ꯑꯃꯁꯨꯡ ꯈꯔꯥ ꯆꯦꯠꯁꯤꯜꯂꯛꯏ꯫